ꯄꯦꯅꯥꯇꯣꯃꯤꯁ ꯅꯤꯚꯥꯂꯤꯁ ꯑꯁꯤ ꯂꯦꯁꯔ ꯑꯦꯟꯇꯤꯂꯤꯁꯀꯤ ꯁꯤꯟꯠ ꯏꯎꯁ꯭ꯇꯦꯇꯤꯁ ꯁꯦꯟꯠ ꯀꯤꯠꯁ ꯑꯃꯁꯨꯡ ꯅꯦꯚꯤꯁ ꯏꯊꯠꯁꯤꯡꯗꯒꯤ ꯂꯥꯛꯄ ꯂꯣꯏꯁꯤꯜꯂꯛꯂꯕ ꯑꯣꯔꯤꯖꯣꯃꯥꯏꯟ ꯔꯣꯗꯦꯟꯠ ꯑꯃꯅꯤ꯫ ꯂꯥꯏꯕ ꯁ꯭ꯄꯦꯁꯤꯃꯦꯟ ꯑꯃꯠꯇ ꯈꯪꯕ ꯉꯝꯗꯦ ꯑꯗꯨꯕꯨ ꯁꯦꯟꯠ ꯀꯤꯠꯁ ꯑꯃꯁꯨꯡ ꯅꯦꯚꯤꯁꯀꯤ ꯔꯣꯗꯦꯟꯠꯁꯤꯡꯒꯤ ꯄꯨꯋꯥꯔꯤꯒꯤ ꯑꯣꯏꯕ ꯔꯦꯀꯣꯔꯗ ꯀꯌꯥ ꯑꯃꯥ ꯂꯩꯔꯤ ꯃꯗꯨꯗꯤ ꯃꯈꯣꯏꯅ ꯄꯦꯅꯥꯇꯣꯃꯤꯁ ꯍꯥꯏꯅ ꯈꯟꯕ ꯌꯥꯏ꯫ ꯁꯥ ꯑꯁꯤ ꯃꯌꯦꯛ ꯁꯦꯡꯅ ꯇ꯭ꯔꯥꯏꯕ ꯑꯣꯔꯤꯖꯣꯃꯤꯅꯤꯒꯤ ꯃꯅꯨꯡꯗ ꯂꯩꯕ ꯀꯥꯡꯂꯨꯞ ꯑꯃꯒꯤ ꯃꯅꯨꯡ ꯆꯜꯂꯤ ꯃꯗꯨꯗꯥ ꯑꯇꯣꯞꯄ ꯏꯊꯠꯇ ꯂꯩꯕ ꯃꯈꯜ ꯀꯌꯥ ꯌꯥꯎꯔꯤ꯫ ꯇꯦꯛꯁꯣꯅꯣꯃꯤ ꯆꯦꯡ ꯎꯆꯤ ꯍꯥꯏꯅ ꯈꯪꯅꯕ ꯑꯣꯔꯤꯖꯣꯃꯤꯅꯤ ꯑꯁꯤ ꯀ꯭ꯔꯤꯁꯦꯇꯤꯗꯦꯗ ꯏꯃꯨꯡꯒꯤ ꯃꯅꯨꯡꯗꯥ ꯂꯩꯕ ꯅꯣꯡꯄꯣꯛ ꯃꯌꯥꯏꯑꯣꯏꯕ ꯑꯃꯁꯨꯡ ꯈꯥ ꯅꯣꯡꯄꯣꯛ ꯑꯥꯃꯦꯔꯤꯀꯥꯒꯤ ꯔꯣꯗꯦꯟꯠꯁꯤꯡꯒꯤ ꯇꯣꯉꯥꯟ ꯇꯣꯉꯥꯟꯕ ꯀꯥꯡꯂꯨꯞ ꯑꯃꯅꯤ꯫ ꯂꯣꯏꯁꯤꯜꯂꯛꯂꯕ ꯆꯦꯡ ꯎꯆꯤꯁꯤꯡꯒꯤ ꯑꯁꯤꯕ ꯍꯛꯆꯥꯡꯁꯤꯡ ꯑꯁꯤ ꯂꯦꯁꯔ ꯑꯦꯟꯇꯤꯂꯤꯁ ꯄꯨꯝꯅꯃꯛꯇ ꯈꯪꯅꯩ ꯑꯗꯨꯕꯨ ꯁꯥꯁꯤꯡ ꯑꯗꯨꯒꯤ ꯃꯔꯛꯇ ꯂꯩꯔꯤꯕ ꯁꯤꯁꯇꯦꯃꯦꯇꯤꯛ ꯑꯣꯏꯕ ꯃꯔꯤꯁꯤꯡ ꯑꯁꯤꯗꯤ ꯌꯥꯝꯅ ꯂꯨꯅꯥ ꯈꯪꯕ ꯉꯝꯗꯦ ꯑꯃꯁꯨꯡ ꯃꯈꯜ ꯀꯌꯥꯒꯤ ꯃꯃꯤꯡ ꯊꯣꯟꯗꯅ ꯂꯩꯔꯤ꯫ ꯑꯜꯐ꯭ꯔꯦꯗ ꯅꯣꯕꯦꯜ ꯑꯁꯤ ꯑꯣꯛꯇꯣꯕꯔ ꯀꯨꯟꯃꯥꯊꯣꯏ ꯗꯥ ꯁ꯭ꯋꯤꯗꯦꯟꯒꯤ ꯁ꯭ꯇꯣꯛꯍꯣꯝꯗꯥ ꯏꯟꯖꯤꯅꯤꯌꯔꯁꯤꯡꯒꯤ ꯏꯃꯨꯡ ꯑꯃꯗꯥ ꯄꯣꯛꯈꯤ꯫ ꯃꯍꯥꯛ ꯀꯦꯃꯤꯁ꯭ꯠ ꯏꯟꯖꯤꯅꯤꯌꯔ ꯑꯃꯁꯨꯡ ꯏꯅꯚꯦꯟꯇꯔ ꯑꯃꯥ ꯑꯣꯏꯔꯝꯃꯤ꯫ ꯂꯤꯁꯤꯡ ꯑꯃ ꯆꯅꯤꯄꯥꯟ ꯃꯧꯗ꯭ꯔꯥ ꯃꯔꯤꯗ ꯅꯣꯕꯦꯜꯅꯥ ꯕꯣꯐꯣꯔꯁ ꯑꯥꯏꯔꯟ ꯑꯃꯁꯨꯡ ꯁ꯭ꯇꯤꯜ ꯃꯤꯜ ꯂꯧꯈꯤ ꯃꯗꯨ ꯃꯍꯥꯛꯅꯥ ꯑꯆꯧꯕꯥ ꯑꯥꯔꯝꯃꯦꯟꯠ ꯃꯦꯟꯅ꯭ꯌꯨꯐꯦꯛꯆꯔꯔ ꯑꯃꯥ ꯑꯣꯏꯅꯥ ꯁꯦꯝꯈꯤ꯫ ꯅꯣꯕꯦꯜꯅꯥ ꯕꯦꯂꯤꯁꯇꯤꯠꯁꯨ ꯁꯦꯝꯈꯤ꯫ ꯃꯁꯤꯒꯤ ꯏꯟꯚꯦꯟꯁꯟ ꯑꯁꯤ ꯃꯩꯈꯨ ꯆꯦꯟꯗꯕꯥ ꯃꯤꯂꯤꯇꯔꯤ ꯑꯦꯛꯁꯄ꯭ꯂꯣꯁꯤꯚ ꯀꯌꯥꯒꯤ ꯃꯃꯥꯡꯒꯤ ꯊꯧꯑꯣꯡ ꯑꯣꯏꯈꯤ ꯃꯔꯨꯑꯣꯏꯅꯥ ꯕ꯭ꯔꯤꯇꯤꯁꯀꯤ ꯃꯩꯈꯨ ꯆꯦꯟꯗꯕꯥ ꯄꯥꯎꯗꯔ ꯀꯣꯔꯗꯥꯏꯠ꯫ ꯃꯍꯥꯛꯀꯤ ꯄꯦꯇꯦꯟꯠ ꯀ꯭ꯂꯦꯝꯁꯤꯡꯒꯤ ꯃꯍꯩ ꯑꯣꯏꯅꯥ ꯅꯣꯕꯦꯜꯅꯥ ꯑꯔꯣꯏꯕꯗꯥ ꯀꯣꯔꯗꯥꯏꯠꯀꯤ ꯃꯇꯥꯡꯗꯥ ꯄꯦꯇꯦꯟꯠ ꯏꯟꯐ꯭ꯔꯤꯛꯁꯟꯒꯤ ꯋꯥꯀꯠ ꯑꯃꯗꯥ ꯌꯥꯎꯈꯤ꯫ ꯏꯟꯚꯦꯟꯁꯟꯁꯤꯡ ꯃꯗꯨꯒꯤ ꯃꯅꯨꯡꯗꯥ ꯗꯥꯏꯅꯥꯃꯥꯏꯠ ꯑꯁꯤ ꯈ꯭ꯋꯥꯏꯗꯒꯤ ꯃꯃꯤꯡ ꯆꯠꯂꯤ꯫ ꯂꯤꯁꯤꯡ ꯑꯃ ꯆꯅꯤꯄꯥꯟ ꯃꯔꯐꯨ ꯅꯤꯄꯥꯟꯗ ꯅꯣꯕꯦꯜꯅꯥ ꯐ꯭ꯔꯥꯟꯁꯀꯤ ꯄꯥꯎ ꯆꯦ ꯑꯃꯗꯥ ꯃꯍꯥꯛꯀꯤ ꯃꯁꯥꯒꯤ ꯑꯣꯏꯕꯥ ꯑꯣꯕꯤꯆꯨꯌꯦꯔꯤ ꯁꯤꯕꯒꯤ ꯂꯂꯣꯟꯕꯥ ꯁꯤꯔꯦ ꯍꯥꯏꯅꯥ ꯄꯥꯕꯥ ꯃꯇꯝꯗꯥ ꯌꯥꯝꯅꯥ ꯉꯛꯈꯤ꯫ ꯑꯜꯐ꯭ꯔꯦꯗꯀꯤ ꯃꯔꯨꯞ ꯂꯨꯗꯚꯤꯒꯅꯥ ꯁꯤꯈꯤꯕꯅꯤ ꯑꯣꯕꯤꯆꯨꯑꯦꯔꯤ ꯑꯁꯤ ꯆꯍꯤ ꯅꯤꯄꯥꯟꯒꯤ ꯃꯃꯥꯡꯗꯥ ꯑꯣꯏꯈꯤ꯫ ꯑꯥꯔꯇꯤꯀꯜ ꯑꯗꯨꯅꯥ ꯅꯣꯕꯦꯜꯕꯨ ꯋꯥꯈꯜ ꯋꯥꯍꯜꯂꯦ ꯑꯃꯁꯨꯡ ꯃꯍꯥꯛꯄꯨ ꯀꯔꯝꯅꯥ ꯅꯤꯡꯁꯤꯡꯒꯅꯤ ꯍꯥꯏꯕꯒꯤ ꯃꯇꯥꯡꯗꯥ ꯋꯥꯈꯜ ꯋꯥꯕꯥ ꯊꯣꯛꯍꯟꯈꯤ꯫